ꯑꯣꯟꯂꯥꯏꯟ ꯂꯔꯅꯤꯡ ꯄ꯭ꯂꯦꯠꯐꯣꯔꯝ ꯑꯃ ꯈꯟꯕꯒꯤ ꯀ꯭ꯔꯥꯏꯇꯦꯔꯤꯌꯥꯒꯤ ꯂꯤꯁ꯭ꯠ ꯑꯃ ꯁꯦꯝꯕ꯫ ꯁꯤꯖꯤꯟꯅꯕꯗꯥ ꯂꯥꯏꯕ - ꯄ꯭ꯂꯦꯠꯐꯣꯔꯝ ꯑꯁꯤ ꯆꯠꯊꯣꯛ-ꯆꯠꯁꯤꯟ ꯇꯧꯕꯗ ꯂꯥꯏꯕ ꯑꯃꯁꯨꯡ ꯌꯨꯖꯔ-ꯐ꯭ꯔꯦꯟꯗꯂꯤ ꯑꯣꯏꯒꯗꯕꯅꯤ꯫ ꯃꯁꯤꯗ ꯏꯆꯝ ꯆꯝꯕ ꯏꯟꯇꯔꯐꯦꯁ ꯑꯃꯁꯨꯡ ꯐꯖꯅꯥ ꯁꯤꯖꯤꯟꯅꯕꯥ ꯌꯥꯕ ꯐꯤꯆꯔꯁꯤꯡ ꯂꯩꯒꯗꯕꯅꯤ꯫ ꯀꯣꯔꯁ ꯑꯣꯐꯔꯁꯤꯡ - ꯄ꯭ꯂꯦꯠꯐꯣꯔꯝ ꯑꯁꯤꯅ ꯍ꯭ꯌꯨꯃꯦꯅꯤꯇꯤ, ꯁꯥꯏꯟꯁ, ꯑꯃꯁꯨꯡ ꯑꯥꯔꯇꯁ ꯌꯥꯎꯅ ꯇꯣꯉꯥꯟ ꯇꯣꯉꯥꯟꯕ ꯗꯤꯁꯤꯄ꯭ꯂꯤꯟꯁꯤꯡꯒꯤ ꯀꯣꯔꯁꯁꯤꯡꯒꯤ ꯄꯥꯛ ꯆꯥꯎꯔꯕ ꯔꯦꯟꯖ ꯑꯃ ꯄꯤꯒꯗꯕꯅꯤ꯫ ꯀꯟꯇꯦꯟꯇ ꯀꯦꯄꯥꯕꯤꯂꯤꯇꯤ - ꯀꯣꯔꯁꯁꯤꯡ ꯑꯁꯤ ꯌꯥꯝꯅ ꯐꯖꯅ‌ ꯗꯤꯖꯥꯏꯟ ꯇꯧꯕ, ꯑꯦꯡꯒꯦꯖ ꯇꯧꯕ, ꯑꯃꯁꯨꯡ ꯂꯧꯁꯤꯡ ꯂꯩꯕ ꯏꯟꯁꯇ꯭ꯔꯛꯇꯔꯁꯤꯡꯅ ꯄꯤꯕ ꯑꯣꯏꯒꯗꯕꯅꯤ꯫ ꯄ꯭ꯂꯦꯠꯐꯣꯔꯝ ꯑꯁꯤꯅ ꯃꯁꯤꯒꯤ ꯀꯣꯔꯁ ꯑꯣꯐꯔꯁꯤꯡ ꯑꯁꯤ ꯆꯥꯡ ꯅꯥꯏꯅ ꯑꯞꯗꯦꯠ ꯇꯧꯅꯕ ꯋꯥꯁꯛ ꯂꯧꯒꯗꯕꯅꯤ, ꯃꯁꯤꯅ ꯀꯟꯇꯦꯟꯇ ꯑꯗꯨ ꯃꯔꯤ ꯂꯩꯅꯕ ꯑꯃꯁꯨꯡ ꯃꯇꯝꯒ ꯆꯥꯟꯅꯕ ꯑꯣꯏꯅ ꯂꯩꯍꯟꯒꯗꯕꯅꯤ꯫ ꯏꯟꯇꯔꯑꯦꯛꯇꯤꯕꯤꯇꯤ - ꯄ꯭ꯂꯦꯠꯐꯣꯔꯝ ꯑꯁꯤꯅ ꯂꯔꯅꯔꯁꯤꯡꯗ ꯏꯟꯁꯇ꯭ꯔꯛꯇꯔꯁꯤꯡ ꯑꯃꯁꯨꯡ ꯑꯇꯣꯞꯄ ꯃꯍꯩꯔꯣꯏꯁꯤꯡꯒ ꯋꯥꯔꯤ ꯁꯥꯅꯕꯒꯤ ꯈꯨꯗꯣꯡꯆꯥꯕ ꯄꯤꯒꯗꯕꯅꯤ꯫ ꯃꯁꯤꯅ ꯈꯟꯅ-ꯅꯩꯅꯕꯥ, ꯄꯨꯟꯅ ꯊꯕꯛ ꯇꯧꯃꯤꯟꯅꯕꯥ ꯑꯃꯁꯨꯡ ꯐꯤꯗꯕꯦꯛ ꯄꯤꯕꯗꯁꯨ ꯂꯥꯏꯊꯣꯛꯍꯟꯒꯗꯕꯅꯤ꯫ ꯑꯦꯛꯁꯦꯁꯤꯕꯤꯂꯤꯇꯤ - ꯄ꯭ꯂꯦꯠꯐꯣꯔꯝ ꯑꯁꯤ ꯗꯦꯁ꯭ꯛꯇꯣꯞ, ꯂꯦꯞꯇꯣꯞ, ꯇꯦꯕꯜ, ꯑꯃꯁꯨꯡ ꯁ꯭ꯃꯥꯔꯇꯐꯣꯟ ꯌꯥꯎꯅ ꯃꯁꯤꯡ ꯌꯥꯝꯂꯕ ꯗꯤꯚꯥꯏꯁꯁꯤꯡꯗ ꯑꯦꯛꯁꯦꯁꯤꯕꯜ ꯑꯣꯏꯒꯗꯕꯅꯤ꯫ ꯃꯁꯤꯅ ꯗꯤꯁꯑꯦꯕꯜ ꯑꯣꯏꯔꯕ ꯃꯍꯩꯔꯣꯏꯁꯤꯡꯒꯤ ꯃꯊꯧ ꯇꯥꯕꯁꯤꯡꯁꯨ ꯐꯪꯍꯟꯒꯗꯕꯅꯤ꯫ ꯑꯦꯐꯣꯔꯗꯦꯕꯤꯂꯤꯇꯤ - ꯀꯣꯔꯁꯁꯤꯡ ꯑꯁꯤ ꯃꯃꯜ ꯍꯣꯡꯕ ꯑꯣꯏꯒꯗꯕꯅꯤ, ꯃꯊꯧ ꯇꯥꯕꯁꯤꯡꯒꯤꯗꯃꯛ ꯁꯦꯜ-ꯊꯨꯝꯒꯤ ꯃꯇꯦꯡ ꯅꯠꯇꯔꯒ ꯁ꯭ꯀꯣꯂꯥꯔꯁꯤꯞꯀꯤ ꯑꯣꯞꯁꯟꯁꯤꯡ ꯌꯥꯎꯒꯗꯕꯅꯤ꯫ ꯑꯦꯁꯦꯁꯃꯦꯟꯇ ꯑꯃꯁꯨꯡ ꯁꯔꯇꯤꯐꯤꯀꯦꯁꯟ - ꯄ꯭ꯂꯦꯠꯐꯣꯔꯝ ꯑꯁꯤꯅ ꯂꯔꯅꯔꯁꯤꯡꯅ ꯇꯝꯅꯕꯒꯤ ꯄꯥꯟꯗꯝꯁꯤꯡ ꯐꯪꯂꯤ ꯍꯥꯏꯕ ꯁꯣꯏꯗꯅ ꯈꯪꯗꯣꯛꯅꯕꯥ ꯑꯆꯦꯠꯄ ꯑꯦꯁꯦꯁꯃꯦꯟꯇ ꯑꯃꯁꯨꯡ ꯇꯦꯁꯇꯤꯡꯒꯤ ꯈꯨꯠꯂꯥꯏꯁꯤꯡ ꯄꯤꯒꯗꯕꯅꯤ꯫ ꯃꯁꯤꯅ ꯀꯣꯔꯁꯁꯤꯡ ꯃꯥꯏꯄꯥꯛꯅ ꯂꯣꯏꯁꯤꯜꯂꯕꯥ ꯃꯤꯑꯣꯏꯁꯤꯡꯒꯤꯗꯃꯛ ꯁꯔꯇꯤꯐꯤꯀꯦꯠ ꯅꯠꯇꯔꯒ ꯂꯣꯏꯁꯤꯟꯕꯒꯤ ꯃꯁꯛ ꯈꯪꯗꯣꯛꯄꯁꯨ ꯄꯤꯒꯗꯕꯅꯤ꯫ ꯃꯃꯤꯡ ꯑꯃꯁꯨꯡ ꯊꯥꯖꯕꯥ ꯌꯥꯕ - ꯄ꯭ꯂꯦꯠꯐꯣꯔꯝ ꯑꯁꯤ ꯊꯥꯖꯕꯥ ꯌꯥꯕ ꯑꯃꯁꯨꯡ ꯊꯥꯖꯕ ꯌꯥꯕ ꯑꯣꯏꯕꯒꯤ ꯑꯆꯦꯠꯄ ꯃꯤꯡꯆꯠ ꯂꯩꯒꯗꯕꯅꯤ꯫ ꯃꯁꯤꯗ ꯑꯦꯖꯨꯀꯦꯁꯟ ꯏꯟꯗ꯭ꯁꯇꯔꯤꯗ ꯂꯔꯅꯔꯁꯤꯡ ꯑꯃꯁꯨꯡ ꯏꯀꯥꯏ ꯈꯨꯝꯅꯖꯔꯕꯥ ꯑꯣꯔꯒꯅꯥꯏꯖꯦꯁꯟꯁꯤꯡꯗꯒꯤ ꯄꯣꯖꯤꯇꯤꯕ ꯑꯣꯏꯕ ꯔꯤꯚꯤꯌꯨꯁꯤꯡ ꯂꯩꯒꯗꯕꯅꯤ꯫ ꯀꯁ꯭ꯇꯃꯔ ꯁꯄꯣꯔꯠ - ꯄ꯭ꯂꯦꯠꯐꯣꯔꯝ ꯑꯁꯤꯗ ꯂꯔꯅꯔꯁꯤꯡꯅ ꯄ꯭ꯂꯦꯠꯐꯣꯔꯝ ꯑꯁꯤ ꯁꯤꯖꯤꯟꯅꯔꯤꯉꯩꯗ ꯊꯦꯡꯅꯔꯛꯄ ꯌꯥꯕ ꯏꯁꯨ ꯑꯃꯠꯇ ꯂꯣꯏꯁꯤꯟꯅꯕ ꯔꯦꯁꯄꯣꯟꯁꯤꯕꯜ ꯑꯃꯁꯨꯡ ꯃꯇꯦꯡ ꯄꯥꯡꯕ ꯀꯁ꯭ꯇꯃꯔ ꯁꯄꯣꯔꯠ ꯇꯤꯝ ꯑꯃ ꯂꯩꯒꯗꯕꯅꯤ꯫ ꯄꯔꯁꯣꯅꯦꯂꯥꯏꯖꯦꯁꯟ - ꯄ꯭ꯂꯦꯠꯐꯣꯔꯝ ꯑꯁꯤꯅ ꯂꯔꯅꯤꯡ ꯑꯦꯛꯁꯄꯤꯔꯤꯑꯦꯟꯁ ꯑꯗꯨ ꯄꯔꯁꯣꯅꯦꯂꯥꯏꯖ ꯇꯧꯕ ꯉꯝꯒꯗꯕꯅꯤ, ꯂꯔꯅꯔꯒꯤ ꯏꯟꯇꯔꯦꯁ꯭ꯠ ꯑꯃꯁꯨꯡ ꯃꯃꯥꯡꯒꯤ ꯀꯣꯔꯁꯀꯤ ꯊꯕꯛ ꯊꯧꯔꯝꯗ ꯌꯨꯝꯐꯝ ꯑꯣꯏꯕ ꯀꯣꯔꯁꯁꯤꯡ ꯔꯤꯀꯃꯦꯟꯗ ꯇꯧꯗꯨꯅ꯫ ꯑꯄꯤꯕ ꯀꯟꯖꯪꯁꯟ ꯑꯗꯨ ꯁꯤꯖꯤꯟꯅꯔꯤꯕ ꯁꯦꯟꯇꯦꯟꯁ ꯁ꯭ꯇꯥꯔꯠꯑꯞ ꯃꯉꯥꯒꯤ ꯂꯤꯁ꯭ꯠ ꯑꯃ ꯁꯦꯝꯃꯨ꯫ ꯀꯟꯖꯪꯁꯟ - ꯑꯗꯨꯝ ꯑꯣꯏꯅꯃꯛ ꯃꯍꯥꯛ ꯊꯋꯥꯏ ꯌꯥꯎꯗ꯭ꯔꯕꯁꯨ ꯃꯍꯥꯛꯀꯤ ꯄ꯭ꯔꯣꯖꯦꯛꯇ ꯑꯗꯨꯗ ꯀꯟꯅ ꯍꯣꯠꯅꯈꯤ꯫ ꯅꯣꯡ ꯀꯟꯅ ꯆꯨꯔꯕꯁꯨ ꯃꯍꯥꯛꯅ ꯂꯥꯟꯊꯦꯡꯅꯅꯕꯥ ꯋꯥꯔꯦꯞ ꯂꯧꯈꯤ꯫ ꯃꯍꯥꯛꯅ ꯁꯤꯡꯅꯕꯥ ꯀꯌꯥ ꯃꯥꯌꯣꯛꯅꯔꯕꯁꯨ ꯃꯍꯥꯛꯅ ꯀꯩꯗꯧꯅꯨꯡꯗ ꯑꯥꯁꯥ ꯃꯥꯡꯈꯤꯗꯦ꯫ ꯃꯈꯣꯏꯒꯤ ꯃꯔꯛꯇ ꯋꯥꯈꯜ ꯂꯥꯡꯇꯛꯅꯔꯕꯁꯨ ꯃꯈꯣꯏ ꯈ꯭ꯋꯥꯏꯗꯒꯤ ꯐꯕꯥ ꯃꯔꯨꯞ ꯑꯣꯏꯗꯨꯅ ꯂꯩꯈꯤ꯫ ꯃꯍꯥꯛ ꯂꯥꯡꯇꯛꯅꯔꯕꯁꯨ ꯃꯍꯥꯛꯅ ꯊꯥꯖꯔꯤꯕ ꯑꯗꯨꯒꯤꯗꯃꯛ ꯂꯦꯞꯈꯤ꯫